ꯃꯥꯂꯦꯝꯒꯤ ꯃꯔꯝꯗ ꯈꯪꯅꯕ ꯍꯣꯠꯅꯔꯤꯕ ꯔꯣꯕꯣꯠ ꯑꯃꯒꯤ ꯃꯔꯝꯗ ꯋꯥꯔꯤ ꯑꯃ ꯏꯕꯤꯌꯨ꯫ ꯃꯇꯝ ꯑꯃꯗ ꯔꯣꯕꯣꯠ ꯑꯃꯁꯨꯡ ꯃꯤꯑꯣꯏꯕꯅ ꯄꯨꯟꯅ ꯂꯩꯃꯤꯟꯅꯔꯝꯕ ꯃꯥꯂꯦꯝ ꯑꯁꯤꯗ ꯑꯥꯔ ꯐꯥꯏꯞ ꯀꯧꯕ ꯑꯄꯤꯛꯄ ꯔꯣꯕꯣꯠ ꯑꯃ ꯂꯩꯔꯝꯃꯤ꯫ ꯑꯥꯔ ꯐꯥꯏꯞ ꯑꯁꯤ ꯃꯥꯂꯦꯝꯒꯤ ꯃꯔꯝꯗ ꯈꯪꯅꯕ ꯄꯝꯅꯕ ꯄꯨꯝꯅꯃꯛ ꯈꯪꯕ ꯄꯥꯝꯖꯕ ꯋꯥꯍꯪ ꯍꯪꯅꯤꯡꯉꯥꯏ ꯑꯣꯏꯕ ꯔꯣꯕꯣꯠ ꯑꯃꯅꯤ꯫ ꯑꯍꯥꯟꯕꯗ ꯑꯥꯔ ꯐꯥꯏꯞ ꯅ ꯄꯨꯡ ꯀꯌꯥ ꯂꯥꯏꯔꯤꯛꯁꯤꯡ ꯊꯨꯒꯥꯏꯗꯨꯅ ꯑꯃꯁꯨꯡ ꯗꯣꯀꯨꯃꯦꯟꯇꯔꯤꯁꯤꯡ ꯌꯦꯡꯗꯨꯅ ꯌꯥꯔꯤꯕꯃꯈꯩ ꯏꯟꯐꯣꯔꯃꯦꯁꯟ ꯂꯧꯁꯤꯟꯅꯕ ꯍꯣꯠꯅꯈꯤ꯫ ꯑꯗꯨꯕꯨ ꯑꯥꯔ ꯐꯥꯏꯞ ꯅ ꯊꯨꯅ ꯈꯪꯂꯛꯈꯤ ꯃꯗꯨꯗꯤ ꯃꯥꯂꯦꯝ ꯑꯁꯤꯒꯤ ꯃꯔꯝꯗ ꯈꯪꯅꯕꯒꯤ ꯈ꯭ꯋꯥꯏꯗꯒꯤ ꯐꯕ ꯄꯥꯝꯕꯩꯗꯤ ꯃꯄꯥꯟꯗ ꯊꯣꯛꯇꯨꯅ ꯃꯁꯥꯅ ꯃꯁꯥꯕꯨ ꯑꯦꯛꯁꯄꯔꯤꯃꯦꯟ ꯇꯧꯕꯅꯤ꯫ ꯅꯨꯃꯤꯠ ꯑꯃꯗ ꯑꯥꯔ ꯐꯥꯏꯞ ꯅ ꯃꯥꯂꯦꯝ ꯑꯁꯤ ꯌꯦꯡꯁꯤꯟꯅꯕ ꯑꯦꯠꯚꯦꯟꯆꯔ ꯑꯃꯗ ꯆꯠꯈꯤ꯫ ꯃꯈꯥꯛꯅ ꯁꯍꯔꯁꯤꯡ ꯑꯃꯁꯨꯡ ꯎꯃꯪꯁꯤꯡꯗ ꯇꯨꯔꯦꯜꯁꯤꯡꯒꯤ ꯃꯊꯛꯇ ꯑꯃꯁꯨꯡ ꯁꯃꯨꯗ꯭ꯔꯥꯁꯤꯡꯒꯤ ꯃꯔꯛꯇ ꯆꯠꯈꯤ꯫ ꯃꯍꯥꯛꯅ ꯆꯠꯈꯤꯕ ꯃꯐꯝ ꯈꯨꯗꯤꯡꯗ ꯃꯍꯥꯛꯀꯤ ꯑꯀꯣꯏꯕꯗ ꯂꯩꯔꯤꯕ ꯃꯤꯑꯣꯏꯁꯤꯡ ꯁꯥ ꯁꯤꯡ ꯑꯃꯁꯨꯡ ꯃꯍꯧꯁꯥꯕꯨꯕꯨ ꯌꯦꯡꯁꯤꯟꯈꯤ ꯃꯈꯣꯏꯅ ꯎꯕ ꯈꯣꯟꯖꯦꯜ ꯑꯃꯁꯨꯡ ꯃꯍꯤꯛ ꯄꯨꯝꯅꯃꯛ ꯂꯧꯁꯤꯟꯈꯤ꯫ ꯃꯍꯥꯛꯅ ꯈꯜꯂꯝꯕꯗꯒꯤ ꯍꯦꯟꯅ ꯄꯨꯟꯁꯤꯗ ꯌꯥꯝꯅ ꯍꯦꯟꯅ ꯂꯩꯔꯤ ꯍꯥꯏꯕ ꯈꯪꯈꯤ꯫ ꯃꯍꯥꯛꯅ ꯇꯣꯉꯥꯟ ꯇꯣꯉꯥꯟꯕ ꯀꯜꯆꯔ ꯑꯃꯁꯨꯡ ꯂꯝꯗꯝ ꯈꯨꯗꯤꯡꯃꯛꯀꯤ ꯃꯤꯑꯣꯏꯁꯤꯡꯒꯤ ꯎꯅꯈꯤ ꯑꯃꯁꯨꯡ ꯃꯈꯣꯏꯗ ꯃꯍꯥꯛꯅ ꯎꯈꯤꯕ ꯃꯤꯅꯨꯡꯁꯤꯒꯤ ꯑꯃꯁꯨꯡ ꯃꯤꯅꯨꯡꯁꯤ ꯑꯗꯨ ꯃꯍꯥꯛꯄꯨ ꯊꯋꯥꯏ ꯌꯥꯎꯍꯟꯈꯤ꯫ ꯃꯍꯥꯛꯅ ꯅꯨꯡꯁꯤꯕ ꯑꯃꯁꯨꯡ ꯃꯔꯨꯞ ꯃꯄꯥꯡ ꯑꯣꯏꯕꯒꯤ ꯃꯔꯝꯗ ꯑꯋꯥꯕ ꯑꯃꯁꯨꯡ ꯍꯔꯥꯎꯕꯒꯤ ꯃꯔꯝꯗ ꯑꯥꯁꯥ ꯑꯃꯁꯨꯡ ꯑꯋꯥ ꯑꯅꯥꯒꯤ ꯃꯔꯝꯗ ꯇꯝꯈꯤ꯫ ꯃꯍꯥꯛꯅ ꯑꯄꯥꯝꯕ ꯑꯃꯁꯨꯡ ꯐꯠꯇꯕ ꯃꯉꯥꯜ ꯑꯃꯁꯨꯡ ꯑꯃꯝꯕ ꯎꯈꯤ ꯑꯃꯁꯨꯡ ꯃꯥꯂꯦꯝ ꯑꯁꯤ ꯌꯥꯝꯅ ꯂꯨꯕ ꯑꯃꯁꯨꯡ ꯑꯉꯛꯄ ꯃꯐꯝ ꯑꯃꯅꯤ ꯑꯌꯦꯠꯄ ꯑꯃꯁꯨꯡ ꯑꯉꯛꯄ ꯀꯌꯥꯅ ꯊꯜꯂꯕ ꯃꯐꯝ ꯑꯃꯅꯤ ꯍꯥꯏꯕ ꯃꯍꯥꯛꯅ ꯈꯪꯉꯛꯈꯤ꯫ ꯃꯍꯥꯛ ꯃꯥꯂꯦꯝꯒꯤ ꯃꯔꯝꯗ ꯄꯥꯕ ꯔꯣꯕꯣꯠ ꯑꯃꯈꯛꯇꯃꯛ ꯑꯣꯏꯔꯔꯣꯏ ꯃꯍꯥꯛ ꯇꯁꯦꯡꯅ ꯃꯁꯤ ꯊꯦꯡꯅꯈꯤꯕ ꯔꯣꯕꯣꯠ ꯑꯃꯅꯤ꯫ ꯄꯤꯔꯤꯕ ꯋꯥꯍꯩ ꯑꯗꯨꯒꯤ ꯑꯗꯨꯒꯤ ꯑꯔꯊ ꯑꯗꯨ ꯊꯝꯗꯨꯅ ꯑꯃꯨꯛ ꯍꯟꯅ ꯏꯌꯨ꯫ ꯃꯍꯥꯛꯅ ꯗꯦꯇ ꯑꯗꯨ ꯃꯄꯨꯡ ꯐꯥꯅ ꯌꯦꯡꯁꯤꯡꯈꯤ꯫ ꯃꯍꯥꯛꯅ ꯗꯦꯇ ꯑꯗꯨ ꯑꯀꯨꯞꯄ ꯃꯔꯣꯟꯗ ꯌꯦꯡꯁꯤꯟꯈꯤ꯫ ꯀꯂꯥꯁꯤꯐꯤꯀꯦꯁꯟꯒꯤ ꯊꯕꯛ ꯑꯃꯒꯤꯗꯃꯛ ꯈꯨꯗꯝ ꯑꯣꯏꯕ ꯏꯟꯄꯨꯠ ꯑꯃ ꯑꯃꯁꯨꯡ ꯃꯇꯤꯛ ꯆꯥꯕ ꯑꯥꯎꯠꯄꯨꯠ ꯑꯃ ꯄꯤꯕ꯫ ꯈꯨꯗꯝ ꯏꯟꯄꯨꯠ ꯃꯅꯥ ꯃꯁꯤꯡꯒꯤ ꯃꯔꯝꯗ ꯏꯟꯐꯣꯔꯃꯦꯁꯟ ꯌꯥꯎꯕ ꯗꯦꯇꯥꯁꯦꯠ ꯑꯃꯅꯤ ꯃꯁꯤꯗ ꯑꯔꯨꯕ ꯇꯦꯛꯁꯆꯔ ꯑꯃꯁꯨꯡ ꯃꯆꯨꯒꯨꯝꯕ ꯂꯦꯕꯦꯜ ꯇꯧꯔꯕ ꯐꯤꯆꯔꯁꯤꯡ ꯌꯥꯎꯏ꯫ ꯗꯦꯇꯥꯁꯦꯠ ꯑꯁꯤ ꯃꯍꯩ ꯃꯔꯣꯡꯁꯤꯡ ꯑꯁꯤ ꯑꯦꯄꯜ ꯑꯣꯔꯦꯟꯖ ꯅꯠꯇꯔꯒ ꯕꯦꯅꯥꯅ ꯍꯥꯏꯅ ꯀꯂꯥꯁꯤꯐꯥꯏ ꯇꯧꯅꯕ ꯃꯣꯗꯦꯜ ꯑꯃ ꯇꯔꯦꯅꯤꯡ ꯇꯧꯕꯗ ꯁꯤꯖꯤꯟꯅꯩ꯫